ꯀꯝꯄꯦꯅꯤ ꯑꯃꯅꯥ ꯃꯈꯣꯏꯒꯤ ꯏꯝꯄ꯭ꯂꯣꯌꯤꯁꯤꯡꯗꯥ ꯄꯤꯔꯤꯕꯥ ꯇꯣꯉꯥꯟ ꯇꯣꯉꯥꯟꯕꯥ ꯃꯈꯜꯒꯤ ꯏꯟꯁꯦꯟꯇꯤꯚꯁꯤꯡ ꯈꯪꯗꯣꯛꯄꯥ꯫ ꯀꯝꯄꯦꯅꯤ ꯑꯃꯅꯥ ꯃꯈꯣꯏꯒꯤ ꯏꯝꯄ꯭ꯂꯣꯌꯤꯁꯤꯡꯗꯥ ꯃꯈꯣꯏꯒꯤ ꯊꯕꯛꯀꯤꯗꯃꯛ ꯄꯨꯛꯅꯤꯡ ꯊꯧꯒꯠꯅꯕꯥ ꯑꯃꯁꯨꯡ ꯃꯅꯥ ꯄꯤꯅꯕꯒꯤꯗꯃꯛꯇꯥ ꯄꯤꯕꯥ ꯌꯥꯕꯥ ꯏꯟꯁꯦꯟꯇꯤꯕ ꯃꯈꯜ ꯀꯌꯥ ꯂꯩ꯫ ꯃꯁꯤꯒꯤ ꯃꯅꯨꯡꯗꯥ ꯃꯈꯥꯗꯥ ꯄꯤꯔꯤꯕꯁꯤꯡꯁꯤ ꯌꯥꯎꯕꯥ ꯌꯥꯏ: ꯁꯦꯜ-ꯊꯨꯝꯒꯤ ꯏꯟꯁꯦꯟꯇꯤꯚꯁꯤꯡ ꯃꯁꯤ ꯏꯝꯄ꯭ꯂꯣꯌꯤꯁꯤꯡꯗꯥ ꯃꯈꯣꯏꯒꯤ ꯄꯔꯐꯣꯃꯦꯟꯁꯀꯤꯗꯃꯛꯇꯥ ꯄꯤꯕꯥ ꯁꯦꯜ-ꯊꯨꯝꯒꯤ ꯃꯅꯥꯁꯤꯡꯅꯤ ꯃꯈꯣꯏ ꯑꯗꯨꯗꯤ ꯕꯣꯟꯁ ꯔꯦꯏꯁ ꯁꯦꯂꯁ ꯀꯃꯤꯁꯟ ꯄ꯭ꯔꯣꯐꯤꯠ ꯁꯦꯌꯔ ꯇꯧꯕ ꯅꯠꯇ꯭ꯔꯒꯥ ꯁ꯭ꯇꯣꯛ ꯑꯣꯞꯁꯟꯁꯤꯡꯅꯤ꯫ ꯅꯟ-ꯃꯣꯅꯦꯇꯥꯔꯤ ꯏꯟꯁꯦꯟꯇꯤꯚꯁꯤꯡ: ꯃꯁꯤ ꯏꯝꯄ꯭ꯂꯣꯌꯤꯁꯤꯡꯗꯥ ꯃꯈꯣꯏꯒꯤ ꯊꯕꯛ ꯑꯗꯨꯕꯨ ꯁꯛꯈꯪꯕꯥ ꯑꯣꯏꯅꯥ ꯄꯤꯕꯥ ꯅꯟ-ꯐꯥꯏꯅꯥꯟꯁꯤꯑꯦꯜ ꯔꯤꯋꯥꯔꯗꯁꯤꯡꯅꯤ ꯃꯈꯣꯏ ꯑꯗꯨꯗꯤ ꯁꯨꯇꯤꯒꯤ ꯃꯇꯝ ꯐ꯭ꯂꯦꯛꯁꯤꯕꯜ ꯁꯦꯗ꯭ꯌꯨꯜꯁꯤꯡ ꯅꯠꯇ꯭ꯔꯒꯥ ꯏꯝꯄ꯭ꯂꯣꯌꯤꯁꯤꯡꯕꯨ ꯃꯁꯛ ꯈꯪꯗꯣꯛꯄꯥ ꯄ꯭ꯔꯣꯒ꯭ꯔꯥꯝꯁꯤꯡꯅꯤ꯫ ꯐ꯭ꯔꯤꯟꯖ ꯕꯦꯅꯤꯐꯤꯇꯁꯤꯡ: ꯃꯁꯤ ꯏꯝꯄ꯭ꯂꯣꯌꯤꯁꯤꯡꯗꯥ ꯄꯤꯔꯤꯕꯥ ꯑꯍꯦꯟꯕꯥ ꯄꯥꯔꯀꯁꯤꯡ ꯅꯠꯇ꯭ꯔꯒꯥ ꯕꯦꯅꯤꯐꯤꯠꯁꯤꯡꯅꯤ ꯍꯥꯏꯕꯗꯤ ꯍꯦꯂꯊ ꯏꯟꯁꯨꯔꯦꯟꯁ ꯔꯤꯇꯥꯏꯔꯦꯁꯟ ꯄ꯭ꯂꯥꯟ ꯅꯠꯇ꯭ꯔꯒꯥ ꯄꯦꯃꯦꯟꯠ ꯇꯧꯔꯕꯥ ꯃꯇꯝ꯫ ꯄ꯭ꯔꯣꯃꯣꯁꯟꯒꯤ ꯈꯨꯗꯣꯡꯆꯥꯕꯁꯤꯡ: ꯀꯝꯄꯦꯅꯤꯒꯤ ꯃꯅꯨꯡꯗꯥ ꯑꯍꯣꯡꯕꯥ ꯄꯨꯔꯛꯅꯕꯒꯤ ꯈꯨꯗꯣꯡꯆꯥꯕꯥ ꯍꯥꯏꯕꯗꯤ ꯍꯦꯟꯅꯥ ꯊꯧꯗꯥꯡ ꯂꯧꯕꯥ ꯑꯃꯁꯨꯡ ꯍꯦꯟꯅꯥ ꯐꯕꯥ ꯄꯦꯃꯦꯟꯠ ꯂꯩꯕꯥ ꯑꯋꯥꯡꯕꯥ ꯊꯥꯛꯀꯤ ꯄꯣꯖꯤꯁꯟꯁꯤꯡꯗꯥ ꯄ꯭ꯔꯣꯃꯣꯁꯟ ꯄꯤꯕꯥ ꯑꯁꯤꯅꯆꯤꯡꯕꯅꯥ ꯏꯝꯄ꯭ꯂꯣꯌꯤꯁꯤꯡꯗꯥ ꯏꯟꯁꯦꯟꯇꯤꯕ ꯑꯣꯏꯕꯥ ꯌꯥꯏ꯫ ꯄ꯭ꯔꯣꯐꯦꯁ꯭ꯅꯦꯜ ꯗꯤꯕꯦꯂꯞꯃꯦꯟꯠ: ꯀꯝꯄꯦꯅꯤꯁꯤꯡꯅꯥ ꯏꯝꯄ꯭ꯂꯣꯌꯤꯁꯤꯡꯗꯥ ꯃꯈꯣꯏꯒꯤ ꯀꯦꯔꯤꯌꯔꯗꯥ ꯃꯥꯡꯂꯣꯝꯗꯥ ꯆꯪꯁꯤꯟꯕꯗꯥ ꯃꯇꯦꯡ ꯄꯥꯡꯅꯕꯥ ꯇ꯭ꯔꯦꯅꯤꯡ ꯑꯦꯖꯨꯀꯦꯁꯟ ꯅꯠꯇ꯭ꯔꯒꯥ ꯁ꯭ꯀꯤꯜ ꯗꯤꯕꯦꯂꯞꯃꯦꯟꯠꯀꯤ ꯈꯨꯗꯣꯡꯆꯥꯕꯥ ꯄꯤꯕꯥ ꯌꯥꯏ꯫ ꯊꯕꯛꯀꯤ ꯑꯀꯣꯏꯔꯣꯟ: ꯄꯣꯖꯤꯇꯤꯚ ꯑꯣꯏꯕꯥ ꯊꯕꯛꯀꯤ ꯑꯀꯣꯏꯔꯣꯟ ꯑꯃꯅꯥ ꯏꯝꯄ꯭ꯂꯣꯌꯤꯁꯤꯡꯒꯤꯗꯃꯛꯇꯥ ꯏꯟꯁꯦꯟꯇꯤꯚ ꯑꯃꯥ ꯑꯣꯏꯕꯥ ꯌꯥꯏ ꯃꯔꯝꯗꯤ ꯃꯁꯤꯅꯥ ꯀꯃ꯭ꯌꯨꯅꯤꯇꯤꯒꯤ ꯋꯥꯈꯜꯂꯣꯟ ꯄꯨꯟꯅꯥ ꯊꯕꯛ ꯇꯧꯃꯤꯟꯅꯕꯥ ꯑꯃꯁꯨꯡ ꯁꯄꯣꯔꯠ ꯄꯤꯕꯥ ꯉꯝꯃꯤ꯫ ꯑꯄꯨꯟꯕꯥ ꯑꯣꯏꯅꯥ ꯀꯝꯄꯦꯅꯤ ꯑꯃꯅꯥ ꯃꯈꯣꯏꯒꯤ ꯏꯝꯄ꯭ꯂꯣꯌꯤꯁꯤꯡꯕꯨ ꯃꯣꯇꯤꯚꯦꯠ ꯇꯧꯅꯕꯥ ꯑꯃꯁꯨꯡ ꯊꯝꯅꯕꯒꯤꯗꯃꯛ ꯏꯟꯁꯦꯟꯇꯤꯚꯁꯤꯡ ꯑꯁꯤꯒꯤ ꯀꯝꯕꯤꯅꯦꯁꯟ ꯑꯃꯥ ꯁꯤꯖꯤꯟꯅꯕꯥ ꯌꯥꯏ ꯑꯃꯁꯨꯡ ꯇꯣꯉꯥꯟ ꯇꯣꯉꯥꯟꯕꯥ ꯏꯝꯄ꯭ꯂꯣꯌꯤꯁꯤꯡꯅꯥ ꯇꯣꯉꯥꯟ ꯇꯣꯉꯥꯟꯕꯥ ꯃꯈꯜꯒꯤ ꯏꯟꯁꯦꯟꯇꯤꯚꯁꯤꯡꯒꯤ ꯄꯥꯎꯈꯨꯝ ꯄꯤꯕꯥ ꯌꯥꯏ꯫ ꯑꯄꯤꯕꯥ ꯂꯩꯕꯥꯛ ꯑꯃꯒꯤ ꯑꯏꯕꯥ ꯑꯃꯅꯥ ꯏꯕꯥ ꯃꯇꯝꯁꯤꯒꯤ ꯅꯣꯚꯦꯜ ꯑꯍꯨꯝ ꯊꯤꯕꯤꯌꯨ꯫ ꯐ꯭ꯔꯥꯟꯁꯇꯥ ꯂꯩꯕꯥ ꯌꯨ. ꯑꯦꯁ ꯃꯨꯔꯤꯑꯦꯜ ꯕꯥꯔꯕꯦꯔꯤꯅꯥ ꯏꯕꯥ ꯗꯤ ꯏꯂꯤꯒꯦꯟꯁ ꯑꯣꯐ ꯗ ꯍꯦꯖꯍꯣꯒ ꯄꯦꯔꯤꯁꯀꯤ ꯑꯦꯄꯥꯔꯠꯃꯦꯟꯠ ꯑꯃꯗꯥ ꯂꯩꯕꯥ ꯀꯟꯁꯔꯖ ꯑꯃꯒꯤ ꯃꯇꯥꯡꯗꯥ ꯐ꯭ꯔꯥꯟꯁꯇꯥ ꯈ꯭ꯋꯥꯏꯗꯒꯤ ꯌꯣꯟꯈꯤꯕꯥ ꯂꯥꯏꯔꯤꯛ ꯑꯃꯅꯤ ꯃꯍꯥꯛꯅꯥ ꯃꯍꯥꯛꯀꯤ ꯂꯧꯁꯤꯡ ꯑꯃꯁꯨꯡ ꯑꯥꯔꯠꯀꯤ ꯅꯨꯡꯁꯤꯕꯥ ꯑꯗꯨ ꯔꯦꯁꯤꯗꯦꯟꯠꯁꯤꯡꯗꯒꯤ ꯂꯣꯠꯁꯤꯜꯂꯤ꯫ ꯃꯤꯁꯦꯜ ꯍꯧꯂꯦꯕꯦꯛꯀꯤ ꯁꯕꯃꯤꯁꯟ ꯑꯊꯨꯕꯥ ꯃꯇꯝꯗ ꯐ꯭ꯔꯥꯟꯁꯇꯥ ꯁꯦꯃꯈꯤꯕꯥ ꯌꯥꯝꯅꯥ ꯋꯥꯅꯥ ꯊꯣꯀꯄꯥ ꯅꯣꯚꯦꯜ ꯑꯃꯅꯤ ꯃꯐꯝ ꯑꯗꯨꯗꯥ ꯃꯨꯁꯂꯤꯝ ꯄꯥꯔꯇꯤ ꯑꯃꯅꯥ ꯃꯤꯈꯜꯗꯥ ꯃꯥꯏ ꯄꯥꯛꯈꯤ ꯑꯃꯁꯨꯡ ꯐ꯭ꯔꯥꯟꯁꯇꯥ ꯑꯥꯏꯗꯦꯟꯇꯤꯇꯤ ꯑꯃꯁꯨꯡ ꯙꯔꯃꯒꯤ ꯊꯤꯝꯁꯤꯡꯒꯤ ꯃꯇꯥꯡꯗꯥ ꯋꯥꯔꯤ ꯁꯥꯔꯤ꯫ ꯂꯦꯏꯂꯥ ꯁ꯭ꯂꯤꯃꯥꯅꯤꯒꯤ ꯂꯨꯂꯥꯕꯤ ꯃꯃꯥ ꯑꯣꯏꯕꯒꯤ ꯀ꯭ꯂꯥꯁ ꯑꯃꯁꯨꯡ ꯖꯥꯇꯤꯒꯤ ꯊꯤꯝꯁꯤꯡ ꯊꯤꯖꯤꯜꯂꯤꯕꯥ ꯑꯀꯤꯕꯥ ꯄꯣꯛꯍꯟꯕꯥ ꯀ꯭ꯔꯥꯏꯝ ꯑꯃꯥ ꯇꯧꯔꯤꯕꯥ ꯅꯦꯅꯤ ꯑꯃꯒꯤ ꯃꯇꯥꯡꯗꯥ ꯁꯥꯏꯀꯣꯂꯣꯖꯤꯀꯦꯜ ꯊ꯭ꯔꯤꯂꯥꯔ ꯑꯃꯅꯤ꯫ ꯁꯦꯃꯤ ꯃꯉꯥꯗꯒꯤ ꯁꯦꯃꯤ ꯇꯔꯨꯛꯐꯥꯎꯕꯒꯤ ꯕꯦꯖꯁꯤꯡ ꯑꯃꯁꯨꯡ ꯁꯦꯟꯇꯤꯃꯤꯇꯔ ꯇꯔꯦꯠꯀꯤ ꯑꯋꯥꯡꯕꯥ ꯂꯩꯕꯥ ꯇ꯭ꯔꯤꯑꯦꯡꯒꯨꯂꯥꯔ ꯄ꯭ꯔꯤꯖꯝ ꯑꯃꯒꯤ ꯃꯊꯛꯇꯥ ꯂꯩꯕꯥ ꯃꯐꯝ ꯑꯗꯨ ꯂꯦꯞꯊꯣꯛꯎ꯫ ꯇ꯭ꯔꯤꯑꯦꯡꯒꯨꯂꯥꯔ ꯄ꯭ꯔꯤꯖꯝ ꯑꯃꯒꯤ ꯁꯔꯐꯦꯁ ꯑꯦꯔꯤꯌꯥ ꯑꯗꯨ ꯂꯦꯞꯊꯣꯛꯅꯕꯒꯤꯗꯃꯛ ꯅꯍꯥꯛꯅꯥ ꯃꯁꯤꯒꯤ ꯐꯦꯁ ꯃꯉꯥꯒꯤ ꯑꯦꯔꯤꯌꯥꯁꯤꯡ ꯑꯗꯨ ꯊꯤꯗꯨꯅꯥ ꯃꯈꯣꯏꯕꯨ ꯄꯨꯟꯅꯥ ꯍꯥꯞꯆꯤꯟꯕꯥ ꯃꯊꯧ ꯇꯥꯏ꯫ ꯇ꯭ꯔꯤꯑꯦꯡꯒꯨꯂꯥꯔ ꯄ꯭ꯔꯤꯖꯝ ꯑꯁꯤꯒꯤ ꯇ꯭ꯔꯤꯑꯦꯡꯒꯨꯂꯥꯔ ꯕꯦꯖ ꯑꯅꯤ ꯑꯃꯁꯨꯡ ꯔꯦꯛꯇꯦꯟꯒꯜ ꯐꯦꯁ ꯑꯍꯨꯝ ꯂꯩ꯫ ꯑꯍꯥꯟꯕꯗꯥ ꯇ꯭ꯔꯤꯑꯦꯡꯒꯨꯂꯥꯔ ꯕꯦꯖꯒꯤ ꯃꯐꯝ ꯑꯗꯨ ꯊꯤꯔꯁꯤ꯫ ꯇ꯭ꯔꯤꯑꯦꯡꯒꯨꯂꯥꯔ ꯕꯦꯖ ꯑꯁꯤꯒꯤ ꯃꯄꯥꯟꯊꯪꯕꯥ ꯃꯔꯣꯜ ꯑꯁꯤ ꯁꯦꯃꯤ ꯃꯉꯥꯗꯒꯤ ꯁꯦꯃꯤ ꯇꯔꯨꯛ ꯐꯥꯎꯕꯒꯤ ꯃꯅꯨꯡꯗꯥ ꯂꯩ ꯃꯗꯨꯅꯥ ꯔꯥꯏꯠ ꯇ꯭ꯔꯥꯏꯑꯦꯡꯒꯜ ꯑꯃꯥ ꯁꯦꯝꯃꯤ꯫ ꯃꯊꯪꯗꯥ ꯔꯦꯛꯇꯦꯟꯒꯜ ꯐꯦꯁ ꯑꯍꯨꯝ ꯑꯁꯤꯒꯤ ꯃꯐꯝꯁꯤꯡ ꯊꯤꯔꯁꯤ꯫ ꯄ꯭ꯔꯤꯖꯝ ꯑꯁꯤꯒꯤ ꯑꯋꯥꯡꯕꯥ ꯑꯁꯤ ꯁꯦꯃꯤ ꯇꯔꯦꯠꯅꯤ ꯃꯁꯤꯅꯥ ꯔꯦꯛꯇꯦꯟꯒꯜ ꯐꯦꯁ ꯑꯍꯨꯝ ꯄꯨꯝꯅꯃꯛꯀꯤ ꯑꯋꯥꯡꯕꯥ ꯑꯗꯨꯅꯤ꯫